ꯍꯥꯏꯀꯨ ꯁꯩꯔꯦꯡ ꯑꯃꯒꯤ ꯃꯁꯛ ꯑꯍꯨꯝ ꯐꯣꯡꯗꯣꯛꯄꯤꯌꯨ꯫ ꯁꯤꯂꯦꯕꯜꯁꯤꯡ: ꯍꯥꯏꯀꯨ ꯑꯃꯒꯤ ꯃꯔꯨꯑꯣꯏꯕꯥ ꯃꯁꯛ ꯑꯃꯗꯤ ꯃꯁꯤꯒꯤ ꯊꯣꯏꯗꯣꯛꯄꯥ ꯑꯃꯁꯨꯡ ꯏꯁꯇ꯭ꯔꯛꯆꯔꯦꯜ ꯑꯣꯏꯕꯥ ꯃꯑꯣꯡ ꯑꯁꯤꯅꯤ, ꯃꯁꯤꯗꯥ ꯂꯦꯞꯄꯥ ꯂꯩꯇꯅꯥ ꯁꯤꯂꯦꯕꯜ ꯃꯁꯤꯡ ꯌꯥꯝꯅꯥ ꯌꯥꯎꯕ ꯋꯥꯍꯩ ꯄꯔꯦꯡ ꯑꯍꯨꯝ ꯌꯥꯎꯏ꯫ ꯃꯍꯧꯁꯥꯅꯥ ꯍꯥꯏꯀꯨ ꯑꯃꯒꯤ ꯑꯍꯥꯟꯕ ꯑꯃꯁꯨꯡ ꯑꯍꯨꯝꯁꯨꯕ ꯂꯥꯏꯟꯗꯥ ꯁꯤꯂꯦꯕꯜ ꯃꯉꯥ ꯌꯥꯎꯏ ꯑꯗꯨꯒꯥ ꯑꯅꯤꯁꯨꯕꯥ ꯂꯥꯏꯟꯗꯥ ꯁꯤꯂꯦꯕꯜ ꯇꯥꯔꯦꯠ ꯌꯥꯎꯏ꯫ ꯃꯗꯨꯅꯥ ꯑꯄꯨꯟꯕꯥ ꯁꯤꯂꯦꯕꯜ ꯇꯔꯥꯇꯔꯦꯠ ꯄꯤꯔꯤ꯫ ꯃꯍꯧꯁꯥꯒꯤ ꯊꯤꯝ: ꯍꯥꯏꯀꯨ ꯁꯩꯔꯦꯡ ꯑꯌꯥꯝꯕꯅꯥ ꯃꯍꯧꯁꯥꯒꯥ ꯃꯔꯤ ꯂꯩꯅꯕꯥ ꯊꯤꯝꯁꯤꯡ ꯅꯠꯇ꯭ꯔꯒꯥ ꯍꯣꯡꯂꯛꯂꯤꯕꯥ ꯔꯤꯇꯨꯒꯥ ꯃꯔꯤ ꯂꯩꯅꯕꯥ ꯊꯤꯝꯁꯤꯡꯗꯥ ꯌꯨꯝꯐꯝ ꯑꯣꯏ꯫ ꯁꯩꯔꯦꯡ ꯑꯁꯤꯗꯥ ꯄꯤꯔꯤꯕꯥ ꯏꯃꯦꯖꯔꯤ ꯑꯁꯤ ꯃꯍꯧꯁꯥꯅꯥ ꯃꯍꯧꯁꯥꯒꯤ ꯃꯥꯂꯦꯝꯗꯒꯤ ꯂꯧꯊꯣꯛꯏ, ꯃꯗꯨꯗꯤ ꯐꯨꯜ ꯑꯃꯥ ꯐꯥꯅꯕ, ꯄꯥꯝꯕꯤ ꯊꯥꯕ, ꯅꯠꯇ꯭ꯔꯒꯥ ꯅꯣꯡꯖꯨ ꯊꯥꯒꯤ ꯅꯣꯡꯖꯨ-ꯅꯨꯡꯁꯥꯒꯤ ꯇꯪꯗꯨ ꯂꯩꯇꯥꯕꯥ ꯑꯁꯤꯅꯆꯤꯡꯕꯅꯤ꯫ ꯊꯤꯝꯁꯤꯡ ꯑꯁꯤꯒꯤ ꯈꯨꯠꯊꯥꯡꯗꯥ ꯀꯕꯤꯅꯥ ꯄꯨꯟꯁꯤ ꯑꯃꯁꯨꯡ ꯑꯍꯣꯡꯕꯒꯤ ꯊꯣꯏꯗꯣꯛꯄꯥ ꯃꯑꯣꯡ ꯃꯇꯧ ꯑꯗꯨꯗꯥ ꯙ꯭ꯌꯥꯟ ꯇꯧꯏ꯫ ꯀꯤꯒꯣ: ꯀꯤꯒꯣ ꯍꯥꯏꯕꯁꯤ ꯀꯥꯂꯦꯟꯒꯤ ꯋꯥꯍꯩ ꯅꯠꯇ꯭ꯔꯒꯥ ꯋꯥꯍꯩ ꯄꯔꯦꯡ ꯑꯃꯅꯤ, ꯃꯁꯤꯅꯥ ꯄꯥꯔꯤꯕꯥ ꯃꯤꯑꯣꯏ ꯑꯗꯨꯗꯥ ꯍꯥꯏꯀꯨ ꯁꯦꯠ ꯇꯧꯕꯥ ꯆꯍꯤꯒꯤ ꯃꯇꯝꯒꯤ ꯃꯇꯥꯡꯗꯥ ꯈ ꯪꯕꯥ ꯉꯝꯍꯜꯂꯤ꯫ ꯀꯤꯒꯣ ꯑꯃꯥ ꯁꯤꯖꯤꯟꯅꯕꯥ ꯑꯁꯤ ꯇ꯭ꯔꯦꯗꯤꯁꯅꯦꯜ ꯍꯥꯏꯀꯨ ꯏꯁꯇ꯭ꯔꯛꯆꯔꯒꯤ ꯇꯉꯥꯏꯐꯗꯕꯥ ꯁꯔꯨꯛ ꯑꯃꯅꯤ ꯑꯃꯁꯨꯡ ꯃꯁꯤꯅꯥ ꯀꯕꯤ ꯑꯃꯁꯨꯡ ꯃꯍꯧꯁꯥꯒꯤ ꯃꯥꯂꯦꯝꯒꯤ ꯃꯔꯛꯇꯥ ꯃꯔꯤ ꯑꯃꯥ ꯁꯦꯝꯒꯠꯄꯗꯥ ꯃꯇꯦꯡ ꯄꯥꯡꯏ꯫ ꯀꯤꯒꯣꯒꯤ ꯈꯨꯗꯝꯁꯤꯡꯗꯤ ꯊꯥꯒꯤ ꯈꯣꯡꯀꯥꯞ ꯇꯥꯛꯄꯥ "ꯆꯦꯔꯤ ꯕ꯭ꯂꯣꯁꯝ" ꯑꯁꯤꯅꯤ꯫ ꯃꯈꯥꯒꯤ ꯄꯦꯔꯥꯒ꯭ꯔꯥꯞ ꯑꯁꯤ ꯍꯦꯟꯅꯥ ꯀꯨꯞꯅꯥ ꯑꯃꯨꯛ ꯍꯟꯅꯥ ꯏꯕꯤꯌꯨ꯫ ꯁꯦꯜꯅꯥ ꯃꯥꯂꯦꯝ ꯑꯁꯤꯕꯨ ꯆꯠꯊꯣꯛ-ꯆꯠꯁꯤꯟ ꯇꯧꯍꯜꯂꯤ ꯍꯥꯏꯅꯥ ꯃꯈꯣꯏꯅꯥ ꯍꯥꯏꯔꯤ ꯑꯃꯁꯨꯡ ꯃꯁꯤꯅꯥ ꯑꯩꯈꯣꯏꯒꯤ ꯄꯨꯟꯁꯤꯗꯥ ꯑꯃꯁꯨꯡ ꯑꯩꯈꯣꯏꯅꯥ ꯃꯈꯣꯏꯕꯨ ꯀꯔꯝꯅꯥ ꯍꯤꯡꯕꯒꯦ ꯍꯥꯏꯕꯗꯨꯗꯥ ꯑꯆꯧꯕꯥ ꯁꯥꯐꯨ ꯑꯃꯥ ꯄꯤꯔꯤ ꯍꯥꯏꯕꯁꯤ ꯑꯆꯨꯝꯕꯅꯤ꯫ ꯅꯍꯥꯛꯅꯥ ꯂꯩꯔꯤꯕꯥ ꯃꯐꯝ, ꯅꯍꯥꯛꯅꯥ ꯀꯔꯤ ꯃꯈꯜꯒꯤ ꯑꯦꯖꯨꯀꯦꯁꯟ ꯐꯪꯒꯅꯤ ꯑꯃꯁꯨꯡ ꯅꯍꯥꯛꯅꯥ ꯀꯅꯥꯒꯥ ꯂꯨꯍꯣꯡꯒꯅꯤ ꯍꯥꯏꯕꯗꯨ ꯐꯥꯎꯕꯥ ꯁꯦꯜꯅꯥ ꯂꯦꯞꯊꯣꯛꯄꯥ ꯉꯝꯒꯅꯤ꯫ ꯁꯦꯜꯅꯥ ꯅꯨꯡꯉꯥꯏꯕꯥ ꯂꯧꯕꯥ ꯉꯝꯗꯕ ꯌꯥꯏ, ꯑꯗꯨꯕꯨ ꯃꯁꯤꯅꯥ ꯅꯍꯥꯛꯅꯥ ꯍꯤꯡꯂꯤꯕꯥ ꯄꯨꯟꯁꯤꯒꯤ ꯃꯒꯨꯟꯗꯥ ꯑꯆꯧꯕꯥ ꯁꯥꯐꯨ ꯑꯃꯥ ꯄꯤꯔꯤ꯫ ꯁꯦꯜꯅꯥ ꯑꯩꯈꯣꯏꯒꯤ ꯄꯨꯟꯁꯤꯗꯥ ꯃꯁꯛ ꯊꯣꯛꯅꯥ ꯁꯣꯛꯍꯜꯂꯤ, ꯃꯁꯤꯗꯥ ꯑꯩꯈꯣꯏꯒꯤ ꯄꯨꯟꯁꯤꯒꯤ ꯐꯤꯚꯝ, ꯃꯍꯩ-ꯃꯁꯤꯡ ꯑꯃꯁꯨꯡ ꯃꯔꯤꯁꯤꯡ ꯌꯥꯎꯔꯤ꯫ ꯃꯁꯤꯅꯥ ꯅꯨꯡꯉꯥꯏꯕꯥ ꯂꯧꯕꯥ ꯉꯝꯗꯕꯥ ꯌꯥꯏ ꯑꯗꯨꯕꯨ ꯃꯁꯤꯅꯥ ꯑꯩꯈꯣꯏꯒꯤ ꯄꯨꯟꯁꯤꯒꯤ ꯃꯒꯨꯟꯗꯥ ꯌꯥꯝꯅꯥ ꯁꯥꯐꯨ ꯄꯤꯔꯤ꯫